ꯑꯥꯔꯇꯤꯐꯤꯁꯤꯑꯦꯜ ꯏꯟꯇꯦꯂꯤꯖꯦꯟꯁ ꯅꯥ ꯊꯧꯕ ꯆꯦꯇꯕꯣꯠ ꯑꯃꯒꯤꯗꯃꯛ ꯌꯨꯖꯔ ꯀꯦꯁ ꯑꯃ ꯄꯨꯔꯛꯎ꯫ ꯑꯥꯔꯇꯤꯐꯤꯁꯤꯑꯦꯜ ꯏꯟꯇꯤꯂꯤꯖꯦꯟꯁꯅꯥ ꯊꯧꯕꯥ ꯆꯦꯇꯕꯣꯠ ꯑꯃꯒꯤ ꯌꯨꯖꯔ ꯀꯦꯁ ꯑꯃꯗꯤ ꯀꯁꯇꯃꯔ ꯁꯔꯚꯤꯁ ꯏꯟꯗꯁꯇ꯭ꯔꯤꯗ ꯂꯩ꯫ ꯀꯝꯄꯦꯅꯤ ꯀꯌꯥꯅ ꯃꯈꯣꯢꯒꯤ ꯋꯦꯕꯁꯥꯏꯠꯇ ꯆꯦꯇꯕꯣꯠꯁꯤꯡ ꯍꯥꯞꯇꯨꯅ ꯋꯥꯍꯪꯁꯤꯡ ꯅꯠꯇ꯭ꯔꯒ ꯏꯁꯨꯁꯤꯡ ꯂꯩꯕꯥ ꯀꯁꯇꯃꯔꯁꯤꯡꯗ ꯈꯨꯗꯛꯇ ꯃꯇꯦꯡ ꯄꯥꯡꯂꯤ꯫ ꯍꯥꯢꯔꯤꯕ ꯆꯦꯇꯕꯣꯠꯁꯤꯡ ꯑꯁꯤ ꯃꯍꯧꯁꯥꯒꯤ ꯂꯣꯜ ꯈꯪꯅꯕ ꯄ꯭ꯔꯣꯒ꯭ꯔꯥꯝ ꯇꯧꯕꯅꯤ ꯑꯃꯁꯨꯡ ꯀꯁꯇꯃꯔꯁꯤꯡꯒ ꯃꯤꯑꯣꯏꯕꯒ ꯃꯥꯟꯅꯕ ꯋꯥꯔꯤ ꯁꯥꯅꯕ ꯌꯥꯏ ꯃꯁꯤꯅ ꯃꯇꯦꯡ ꯑꯣꯏꯕ ꯏꯟꯐꯣꯔꯃꯦꯁꯟ ꯑꯃꯁꯨꯡ ꯁꯣꯂꯨꯁꯟꯁꯤꯡ ꯃꯇꯝ ꯆꯥꯅ ꯄꯤꯔꯤ꯫ ꯈꯨꯗꯝ ꯑꯣꯏꯅ ꯏ-ꯀꯃꯔꯁ ꯋꯦꯕꯁꯥꯏꯠ ꯑꯃꯅ ꯀꯁꯇꯃꯔꯁꯤꯡꯗ ꯑꯆꯨꯝꯕ ꯄꯣꯠꯊꯣꯛꯁꯤꯡ ꯊꯤꯕꯗ ꯊꯥꯕꯒꯤ ꯑꯃꯁꯨꯡ ꯍꯟꯕꯒꯤ ꯃꯇꯥꯡꯗ ꯋꯥꯍꯪꯁꯤꯡꯒꯤ ꯄꯥꯎꯈꯨꯝ ꯄꯤꯕꯗ ꯑꯃꯁꯨꯡ ꯔꯤꯀꯃꯦꯟꯗꯦꯁꯟꯁꯤꯡ ꯄꯤꯕꯗ ꯃꯇꯦꯡ ꯄꯥꯡꯅꯕ ꯆꯦꯇꯕꯣꯠ ꯑꯃ ꯁꯤꯖꯤꯟꯅꯕ ꯌꯥꯏ꯫ ꯆꯦꯇꯕꯣꯠ ꯑꯁꯤꯅ ꯀꯁꯇꯃꯔꯁꯤꯡꯗ ꯋꯦꯕꯁꯥꯏꯠꯇ ꯆꯠꯄꯗ ꯑꯀꯛꯅꯕ ꯄꯣꯠꯂꯝꯁꯤꯡ ꯊꯤꯕ ꯑꯃꯁꯨꯡ ꯃꯈꯣꯢꯒꯤ ꯄꯣꯠ ꯂꯩꯕꯁꯤꯡ ꯐꯥꯎꯕ ꯃꯄꯨꯡ ꯐꯥꯍꯟꯕꯗ ꯃꯇꯦꯡ ꯄꯥꯡꯕꯁꯨ ꯌꯥꯏ꯫ ꯃꯁꯤꯅꯥ ꯀꯁꯇꯃꯔ ꯑꯦꯛꯁꯄꯤꯔꯤꯑꯦꯟꯁ ꯐꯒꯠꯍꯟꯕꯇ ꯅꯠꯇꯅ ꯀꯝꯄꯦꯅꯤꯒꯤ ꯃꯇꯝ ꯑꯃꯁꯨꯡ ꯔꯤꯁꯣꯔꯁꯁꯤꯡꯁꯨ ꯀꯟꯕ ꯉꯝꯃꯤ ꯃꯔꯝꯗꯤ ꯆꯦꯇꯕꯣꯠ ꯑꯁꯤꯅ ꯀꯁꯇꯃꯔꯒ ꯋꯥꯔꯤ ꯋꯥꯇꯥꯏꯗ ꯑꯆꯧꯕ ꯊꯧꯗꯥꯡ ꯑꯃ ꯌꯥꯝꯅꯐꯥꯅ ꯍꯦꯟꯗꯜ ꯇꯧꯕ ꯉꯝꯃꯤ꯫ ꯃꯁꯤꯒꯤ ꯃꯊꯛꯇ ꯆꯦꯇꯕꯣꯠ ꯑꯁꯤꯅ ꯃꯦꯁꯤꯟ ꯂꯔꯅꯤꯡ ꯑꯦꯂꯒꯣꯔꯤꯊꯝꯁꯤꯡ ꯁꯤꯖꯤꯟꯅꯗꯨꯅ ꯀꯁꯇꯃꯔꯁꯤꯡꯒ ꯂꯣꯢꯅꯅ ꯃꯁꯤꯒꯤ ꯔꯦꯁꯄꯣꯟꯁ ꯑꯃꯁꯨꯡ ꯏꯟꯇꯔꯦꯛꯁꯟꯁꯤꯡ ꯂꯦꯞꯇꯅ ꯐꯒꯠꯍꯟꯕ ꯌꯥꯏ ꯃꯁꯤꯅ ꯃꯇꯝꯒꯤ ꯃꯇꯨꯡ ꯏꯟꯅ ꯍꯦꯟꯅ ꯄꯔꯁꯣꯅꯦꯂꯥꯏꯖ ꯑꯃꯁꯨꯡ ꯑꯆꯨꯝꯕ ꯃꯇꯦꯡ ꯄꯤꯕꯥ ꯌꯥꯏ꯫ ꯃꯁꯤꯒꯤ ꯌꯨꯖꯔ ꯀꯦꯁ ꯑꯁꯤꯅꯥ ꯑꯥꯔꯇꯤꯐꯤꯁꯤꯑꯦꯜ ꯏꯟꯇꯤꯂꯤꯖꯦꯟꯁ ꯄꯥꯏꯊꯣꯟ ꯄ꯭ꯔꯣꯒ꯭ꯔꯥꯃꯤꯡꯗ ꯍꯧꯔꯛꯂꯤꯕꯁꯤꯡꯒꯤꯗꯃꯛꯇ ꯇꯤꯞꯁꯤꯡꯒꯤ ꯂꯤꯁꯠ ꯑꯃ ꯁꯦꯝꯃꯨ꯫ ꯄꯥꯏꯊꯣꯟ ꯄ꯭ꯔꯣꯒ꯭ꯔꯥꯃꯤꯡꯗ ꯍꯧꯔꯛꯂꯤꯕꯁꯤꯡꯒꯤꯗꯃꯛꯇ ꯃꯇꯦꯡ ꯑꯣꯏꯕ ꯋꯥꯐꯝ ꯈꯔꯥ ꯃꯈꯥꯗ ꯄꯤꯔꯤ: ꯕꯦꯁꯤꯛꯁꯤꯡꯗꯒꯤ ꯍꯧꯔꯛꯎ: ꯍꯦꯟꯅ ꯂꯨꯕ ꯑꯣꯏꯕ ꯄ꯭ꯔꯣꯖꯦꯛꯇꯁꯤꯡꯗ ꯆꯠꯇ꯭ꯔꯤꯉꯩꯒꯤ ꯃꯃꯥꯡꯗ ꯂꯣꯜꯒꯤ ꯕꯦꯁꯤꯛ ꯆꯪꯗꯕ ꯌꯥꯗ꯭ꯔꯕ ꯋꯥꯈꯜꯂꯣꯟ ꯑꯃꯁꯨꯡ ꯁꯤꯟꯇꯦꯛꯁꯁꯤꯡ ꯇꯝꯅꯕ ꯑꯃꯁꯨꯡ ꯂꯧꯁꯤꯟꯅꯕ ꯃꯇꯝ ꯂꯧ꯫ ꯆꯥꯡ ꯅꯥꯏꯅ ꯀꯣꯗꯤꯡ ꯄ꯭ꯔꯦꯛꯇꯤꯁ ꯇꯧꯕꯥ: ꯅꯍꯥꯛꯅ ꯍꯦꯟꯅ ꯄ꯭ꯔꯦꯛꯇꯤꯁ ꯇꯧꯕ ꯃꯇꯝꯗ ꯅꯍꯥꯛꯅ ꯂꯣꯜ ꯑꯃꯁꯨꯡ ꯃꯁꯤꯒꯤ ꯅꯨꯡꯉꯥꯏꯕꯁꯤꯡꯗ ꯍꯦꯟꯅ ꯅꯨꯡꯉꯥꯏꯕ ꯐꯥꯎꯒꯅꯤ꯫ ꯑꯣꯟꯂꯥꯏꯟ ꯔꯤꯁꯣꯔꯁꯁꯤꯡ ꯁꯤꯖꯤꯟꯅꯧ: ꯄꯥꯏꯊꯣꯟ ꯇꯝꯅꯕꯒꯤꯗꯃꯛ ꯐ꯭ꯔꯤ ꯑꯣꯏꯕ ꯑꯣꯟꯂꯥꯏꯟ ꯔꯤꯁꯣꯔꯁꯁꯤꯡ, ꯇ꯭ꯌꯨꯇꯔꯤꯌꯔꯁꯤꯡ ꯑꯃꯁꯨꯡ ꯀꯝꯃ꯭ꯌꯨꯅꯤꯇꯤ ꯀꯌꯥ ꯂꯩ ꯃꯔꯝ ꯑꯗꯨꯅ ꯃꯈꯣꯢ ꯁꯤꯖꯤꯟꯅꯧ꯫ ꯑꯁꯦꯡꯕ ꯄ꯭ꯔꯣꯖꯦꯛꯇꯁꯤꯡꯗ ꯊꯕꯛ ꯇꯧꯕꯥ: ꯇꯝꯅꯕꯒꯤ ꯈ꯭ꯋꯥꯏꯗꯒꯤ ꯐꯕ ꯄꯥꯝꯕꯩ ꯑꯃꯗꯤ ꯇꯁꯦꯡꯕ ꯁꯃꯁ꯭ꯌꯥꯁꯤꯡ ꯀꯣꯛꯍꯟꯕ ꯉꯝꯕ ꯑꯁꯦꯡꯕ ꯄ꯭ꯔꯣꯖꯦꯛꯇꯁꯤꯡꯗ ꯊꯕꯛ ꯇꯧꯕꯅꯤ꯫ ꯃꯁꯤꯅ ꯅꯍꯥꯛꯅ ꯇꯝꯈꯤꯕꯁꯤꯡ ꯑꯗꯨ ꯁꯤꯖꯤꯟꯅꯕꯗ ꯃꯇꯦꯡ ꯄꯥꯡꯒꯅꯤ ꯑꯃꯁꯨꯡ ꯅꯍꯥꯛꯀꯤ ꯍꯩꯁꯤꯡꯕ ꯍꯦꯟꯒꯠꯍꯟꯒꯅꯤ꯫ ꯃꯇꯦꯡ ꯄꯥꯡꯅꯕ ꯍꯥꯢꯕꯤꯌꯨ: ꯍꯦꯟꯅ ꯑꯦꯛꯁꯄꯔꯤꯌꯦꯟꯁ ꯂꯩꯕ ꯄ꯭ꯔꯣꯒ꯭ꯔꯥꯃꯔꯁꯤꯡꯗꯒꯤ ꯃꯇꯦꯡ ꯂꯧꯅꯕ ꯋꯥꯈꯜ ꯂꯥꯡꯇꯛꯅꯒꯅꯨ꯫ ꯃꯇꯝ ꯄꯨꯝꯅꯃꯛꯇ ꯍꯧꯔꯛꯂꯤꯕꯁꯤꯡꯗ ꯃꯇꯦꯡ ꯄꯥꯡꯅꯕ ꯊꯧꯔꯥꯡ ꯇꯧꯔꯤꯕ ꯄꯥꯏꯊꯣꯟ ꯗꯤꯕꯦꯂꯄꯔꯁꯤꯡꯒꯤ ꯑꯆꯧꯕ ꯀꯝꯃ꯭ꯌꯨꯅꯤꯇꯤ ꯑꯃ ꯂꯩꯔꯤ꯫ ꯃꯁꯤ ꯏꯆꯝ ꯆꯝꯕ ꯑꯣꯏꯅ ꯊꯝꯃꯨ: ꯏꯆꯝ ꯆꯝꯕ ꯊꯣꯏꯗꯣꯛꯄ ꯑꯃꯁꯨꯡ ꯄꯥꯕ ꯌꯥꯕ ꯀꯣꯗꯇꯥ ꯂꯦꯞꯄꯤꯌꯨ꯫ ꯃꯁꯤꯅ ꯑꯇꯣꯞꯄꯁꯤꯡꯅ ꯑꯗꯣꯝꯒꯤ ꯄ꯭ꯔꯣꯖꯦꯛꯇꯁꯤꯡ ꯑꯗꯨ ꯈꯪꯕ ꯑꯃꯁꯨꯡ ꯄꯨꯟꯅ ꯊꯕꯛ ꯇꯧꯃꯤꯟꯅꯕꯗ ꯂꯥꯏꯊꯣꯛꯍꯜꯂꯒꯅꯤ꯫ ꯑꯗꯣꯝꯒꯤ ꯑꯁꯣꯏꯕꯁꯤꯡꯗꯒꯤ ꯇꯝꯕꯤꯌꯨ: ꯑꯁꯣꯏꯕ ꯇꯧꯕ ꯑꯁꯤ ꯇꯝꯅꯕꯒꯤ ꯊꯧꯑꯣꯡꯒꯤ ꯃꯍꯧꯁꯥꯒꯤ ꯁꯔꯨꯛ ꯑꯃꯅꯤ꯫ ꯃꯈꯣꯢꯗꯒꯤ ꯄꯨꯛꯅꯤꯡ ꯋꯥꯍꯜꯂꯣꯏꯗꯕꯅꯤ꯫ ꯃꯗꯨꯒꯤ ꯃꯍꯨꯠꯇ ꯃꯈꯣꯢꯗꯒꯤ ꯇꯃꯖꯅꯕ ꯑꯃꯁꯨꯡ ꯅꯍꯥꯛꯀꯤ ꯍꯩꯁꯤꯡꯕ ꯍꯦꯟꯒꯠꯍꯟꯅꯕ ꯍꯣꯠꯅꯧ꯫ ꯃꯇꯝꯒ ꯆꯥꯟꯅꯕ ꯑꯣꯏꯅ ꯂꯩꯕꯥ: ꯄ꯭ꯔꯣꯒ꯭ꯔꯥꯃꯤꯡꯒꯤ ꯂꯝ ꯑꯁꯤ ꯂꯦꯞꯇꯅ ꯍꯦꯟꯒꯠꯂꯛꯂꯤ ꯃꯔꯝ ꯑꯗꯨꯅ ꯂꯣꯜ ꯑꯁꯤꯗ ꯈ꯭ꯋꯥꯏꯗꯒꯤ ꯅꯧꯕ ꯗꯤꯕꯦꯂꯞꯃꯦꯟꯇꯁꯤꯡ ꯑꯃꯁꯨꯡ ꯑꯞꯗꯦꯠꯁꯤꯡꯒ ꯂꯣꯢꯅꯅꯥ ꯆꯠꯃꯤꯟꯅꯕ ꯑꯁꯤ ꯌꯥꯝꯅ ꯃꯔꯨꯑꯣꯏ꯫ ꯑꯦꯛꯁꯄꯔꯤꯃꯦꯟꯇ ꯇꯧꯕ ꯑꯃꯁꯨꯡ ꯅꯨꯡꯉꯥꯏꯕ ꯐꯣꯡꯗꯣꯛꯄꯥ: ꯄ꯭ꯔꯣꯒ꯭ꯔꯥꯃꯤꯡ ꯑꯁꯤ ꯌꯥꯝꯅ ꯅꯨꯡꯉꯥꯏꯕ ꯑꯣꯏꯕ ꯌꯥꯏ ꯃꯔꯝ ꯑꯗꯨꯅ ꯑꯦꯛꯁꯄꯔꯤꯃꯦꯟꯇ ꯇꯧꯕ ꯑꯃꯁꯨꯡ ꯑꯅꯧꯕ ꯄꯣꯠꯁꯤꯡ ꯍꯣꯠꯅꯕꯗ ꯂꯥꯡꯇꯛꯅꯒꯅꯨ꯫ ꯃꯁꯤꯅ ꯊꯧꯑꯣꯡ ꯑꯁꯤ ꯅꯨꯡꯉꯥꯏꯅ ꯂꯩꯍꯟꯗꯨꯅ ꯅꯍꯥꯛꯀꯤ ꯍꯩꯁꯤꯡꯕ ꯇꯝꯕꯗ ꯑꯃꯁꯨꯡ ꯐꯒꯠꯍꯟꯕꯗ ꯃꯇꯦꯡ ꯄꯥꯡꯒꯅꯤ꯫ ꯖꯦꯅꯦꯔꯦꯜ ꯇ꯭ꯔꯦꯗꯤꯡ ꯀꯥꯔꯗ ꯒꯦꯝ ꯑꯃ ꯗꯤꯖꯥꯏꯟ ꯇꯧꯕ꯫ ꯇ꯭ꯔꯦꯗꯤꯡ ꯀꯥꯔꯗ ꯒꯦꯝ ꯑꯁꯤ ꯁꯇ꯭ꯔꯦꯇꯦꯖꯤ ꯀꯝꯄꯤꯇꯤꯁꯟ ꯑꯃꯁꯨꯡ ꯀ꯭ꯔꯤꯌꯦꯇꯤꯕꯤꯇꯤ ꯌꯥꯎꯕ ꯅꯨꯡꯉꯥꯏꯕ ꯑꯃꯁꯨꯡ ꯏꯟꯇꯔꯦꯛꯇꯤꯕ ꯑꯣꯏꯕ ꯊꯧꯔꯝ ꯑꯃꯅꯤ꯫ ꯃꯁꯤꯒꯤ ꯖꯦꯅꯦꯔꯦꯜ ꯇ꯭ꯔꯦꯗꯤꯡ ꯀꯥꯔꯗ ꯒꯦꯝ ꯑꯁꯤ ꯆꯍꯤ ꯑꯃꯁꯨꯡ ꯁ꯭ꯀꯤꯜꯒꯤ ꯊꯥꯛ ꯈꯨꯗꯤꯡꯃꯛꯀꯤ ꯄ꯭ꯂꯦꯌꯔꯁꯤꯡꯒꯤꯗꯃꯛꯇ ꯈꯨꯗꯣꯡꯆꯥꯕ ꯑꯃꯁꯨꯡ ꯅꯨꯡꯉꯥꯏꯕ ꯑꯣꯏꯅ ꯁꯦꯝꯈꯤꯕꯅꯤ꯫ ꯄꯥꯟꯗꯝ: ꯒꯦꯝ ꯑꯁꯤꯒꯤ ꯄꯥꯟꯗꯝꯗꯤ ꯅꯍꯥꯛꯀꯤ ꯀꯥꯔꯗꯁꯤꯡ ꯑꯗꯨ ꯁꯇ꯭ꯔꯦꯇꯦꯖꯤꯛ ꯑꯣꯏꯅ ꯑꯃꯁꯨꯡ ꯏꯐꯦꯛꯇꯤꯚ ꯑꯣꯏꯅ ꯁꯤꯖꯤꯟꯅꯗꯨꯅ ꯅꯍꯥꯛꯀꯤ ꯑꯄꯣꯛꯄ ꯑꯗꯨꯒꯤ ꯂꯥꯏꯐ ꯄꯣꯏꯟꯇꯁꯤꯡ ꯑꯗꯨ ꯃꯥꯏꯊꯤꯕꯥ ꯄꯤꯕꯅꯤ꯫ ꯗꯦꯛ: ꯄ꯭ꯂꯦꯌꯔ ꯈꯨꯗꯤꯡꯃꯛꯅꯥ ꯃꯈꯣꯢꯒꯤ ꯄꯁꯟꯗꯒꯤ ꯃꯇꯨꯡ ꯏꯟꯅ ꯀꯥꯔꯗ ꯅꯤꯐꯨ-ꯍꯨꯝꯐꯨꯒꯤ ꯗꯦꯛ ꯑꯃꯗꯒꯤ ꯍꯧꯏ꯫ ꯗꯦꯛ ꯑꯁꯤꯗ ꯇꯣꯉꯥꯟ ꯇꯣꯉꯥꯟꯕ ꯃꯈꯜꯒꯤ ꯀꯥꯔꯗꯁꯤꯡ ꯌꯥꯎꯏ: ꯀ꯭ꯔꯤꯌꯦꯇꯔ ꯀꯥꯔꯗ, ꯁ꯭ꯄꯦꯜ ꯀꯥꯔꯗ ꯑꯃꯁꯨꯡ ꯇ꯭ꯔꯦꯞ ꯀꯥꯔꯗ꯫ ꯒꯦꯝꯄ꯭ꯂꯦ: ꯒꯦꯝ ꯑꯁꯤ ꯍꯧꯕꯗ ꯄ꯭ꯂꯦꯌꯔ ꯑꯅꯤꯃꯛꯅ ꯃꯈꯣꯢꯒꯤ ꯗꯦꯛꯁꯤꯡ ꯁꯦꯝꯖꯤꯜꯂꯤ ꯑꯃꯁꯨꯡ ꯃꯈꯣꯢꯒꯤ ꯗꯦꯛꯁꯤꯡꯗꯒꯤ ꯀꯥꯔꯗ ꯇꯔꯦꯠ ꯂꯧꯏ꯫ ꯄ꯭ꯂꯦꯌꯔ ꯈꯨꯗꯤꯡꯃꯛꯅ ꯑꯀꯛꯅꯕ ꯃꯁꯤꯡꯒꯤ ꯂꯥꯏꯐ ꯄꯣꯏꯟꯇ ꯑꯃꯗꯒꯤ ꯍꯧꯏ ꯃꯍꯧꯁꯥꯅ ꯁꯥꯟꯅꯔꯣꯏ ꯁꯤꯡꯅ ꯃꯈꯣꯢꯒꯤ ꯀꯥꯔꯗꯁꯤꯡ ꯑꯗꯨ ꯃꯊꯪ ꯃꯊꯪ ꯁꯥꯟꯅꯩ ꯃꯈꯣꯢꯒꯤ ꯑꯄꯣꯛꯄ ꯂꯥꯏꯐ ꯄꯣꯏꯟꯇꯁꯤꯡ ꯑꯗꯨ ꯖꯤꯔꯣꯗ ꯍꯟꯊꯍꯟꯅꯕ ꯄꯥꯟꯗꯝ ꯊꯝꯂꯤ꯫ ꯃꯈꯣꯢꯒꯤ ꯇꯥꯔꯝꯗ ꯄ꯭ꯂꯦꯌꯔ ꯑꯃꯅ ꯃꯈꯣꯢꯒꯤ ꯃꯃꯜ ꯄꯤꯗꯨꯅ ꯀ꯭ꯔꯤꯌꯦꯇꯔ ꯀꯥꯔꯗꯁꯤꯡ ꯐꯤꯜꯗꯗꯥ ꯀꯧꯕꯥ ꯌꯥꯏ ꯁ꯭ꯄꯦꯜ ꯀꯥꯔꯗꯁꯤꯡ ꯑꯦꯛꯇꯤꯕ ꯇꯧꯕ ꯌꯥꯏ ꯅꯠꯇ꯭ꯔꯒ ꯇ꯭ꯔꯦꯞ ꯀꯥꯔꯗꯁꯤꯡ ꯁꯦꯠ